ꯏꯎꯔꯣꯞꯀꯤ ꯋꯥꯔꯤ ꯑꯃꯅꯤ꯫ ꯃꯁꯤ ꯀꯪꯂꯩꯄꯥꯛ (ꯃꯅꯤꯄꯨꯔ) ꯒꯤ ꯃꯤꯇꯩꯒꯤ ꯐꯨꯡꯒꯥꯋꯥꯔꯤ (ꯃꯩꯇꯩꯒꯤ ꯐꯨꯡꯒꯥꯋꯥꯔꯤ) ꯑꯃꯅꯤ꯫ ꯃꯇꯝ ꯑꯃꯗ ꯁꯤꯜꯒꯤ ꯂꯩꯕꯥꯛ ꯑꯃꯗ ꯏꯁꯣꯔꯕꯨ ꯊꯥꯖꯕ ꯁꯅꯥꯒꯤ ꯇꯛꯃꯥꯟ ꯑꯃ ꯂꯩꯔꯝꯃꯤ꯫ ꯃꯁꯤ ꯁ꯭ꯄꯦꯜꯒꯤ ꯏꯊꯤꯜꯒꯤ ꯃꯈꯥꯗ ꯂꯩꯕꯥꯛ ꯑꯁꯤꯒꯤ ꯎꯄꯥꯜ ꯈꯨꯗꯤꯡꯃꯛ ꯁꯥ-ꯁꯟꯁꯤꯡꯒꯨꯝꯅ ꯋꯥꯔꯤ ꯁꯥꯅꯕ ꯑꯃꯁꯨꯡ ꯆꯠꯊꯣꯛ-ꯆꯠꯁꯤꯟ ꯇꯧꯕꯥ ꯉꯝꯈꯤ꯫ ꯉꯥꯒꯤ ꯃꯤꯡꯆꯠ ꯑꯁꯤ ꯌꯥꯝꯅꯥ ꯂꯥꯞꯅ ꯁꯟꯗꯣꯛꯈꯤ꯫ ꯂꯥꯞꯅ ꯂꯩꯕ ꯅꯤꯡꯊꯧ ꯂꯩꯕꯥꯛ ꯑꯃꯗ ꯊꯧꯅ ꯐꯕ ꯑꯃꯁꯨꯡ ꯂꯧꯁꯤꯡ ꯂꯩꯕ ꯔꯥꯖꯀꯨꯃꯥꯔ ꯑꯃ ꯂꯩꯔꯝꯃꯤ꯫ ꯃꯍꯥꯛꯅ ꯉꯥ ꯑꯁꯤꯒꯤ ꯃꯇꯥꯡꯗꯁꯨ ꯇꯥꯈꯤ ꯑꯃꯁꯨꯡ ꯉꯥꯕꯨ ꯃꯍꯥꯛꯀꯤ ꯅꯤꯡꯊꯧ ꯂꯩꯕꯥꯛꯇ ꯄꯨꯔꯛꯅꯕ ꯋꯥꯔꯦꯞ ꯂꯧꯈꯤ꯫ ꯑꯗꯨꯅ ꯅꯨꯃꯤꯗꯥꯡꯋꯥꯏꯔꯝꯗ ꯃꯍꯥꯛꯅ ꯃꯟꯇ꯭ꯔꯤ ꯑꯃꯒꯤ ꯃꯆꯥꯅꯨꯄꯥ ꯑꯃ ꯑꯣꯏꯔꯤꯕ ꯃꯍꯥꯛꯀꯤ ꯃꯔꯨꯞ ꯑꯗꯨꯒ ꯂꯣꯏꯅꯅ ꯄꯥꯔꯣꯜꯒꯤꯗꯃꯛ ꯆꯠꯈꯤ, ꯃꯔꯝꯗꯤ ꯔꯥꯖꯀꯨꯃꯥꯔꯅ ꯃꯈꯣꯏꯕꯨ ꯑꯁꯤꯒꯨꯝꯕ ꯈꯨꯗꯣꯡꯊꯤꯅꯤꯡꯉꯥꯏ ꯑꯣꯏꯕ ꯃꯤꯁꯟ ꯑꯁꯤꯗꯒꯤ ꯊꯤꯡꯒꯅꯤ ꯍꯥꯏꯅ ꯔꯥꯖꯀꯨꯃꯥꯔꯅ ꯊꯥꯖꯈꯤ꯫ ꯃꯄꯨꯡ ꯐꯥꯕ ꯊꯥ ꯑꯍꯨꯝꯒꯤ ꯑꯣꯏꯅ ꯃꯈꯣꯏꯅ ꯂꯦꯞꯇꯅ ꯆꯦꯟꯈꯤ ꯑꯃꯁꯨꯡ ꯁꯤꯜꯁꯤꯡꯒꯤ ꯂꯩꯕꯥꯛ ꯑꯗꯨꯗ ꯌꯧꯈꯤ꯫ ꯁꯤꯜꯁꯤꯡ ꯑꯃꯁꯨꯡ ꯋꯥꯔꯤ ꯁꯥꯅꯕ ꯎꯄꯥꯜꯁꯤꯡ ꯑꯗꯨ ꯎꯕꯗ ꯃꯈꯣꯏ ꯃꯄꯨꯡ ꯐꯥꯅ ꯉꯛꯈꯤ꯫ ꯆꯠꯊꯣꯛ-ꯆꯠꯁꯤꯟ ꯇꯧꯗꯨꯅ ꯃꯈꯣꯏꯅ ꯒꯨꯍꯥ ꯑꯃꯒꯤ ꯃꯅꯨꯡꯗ ꯆꯪꯕꯥ ꯂꯝꯕꯤ ꯑꯃ ꯊꯦꯡꯅꯈꯤ꯫ ꯃꯈꯣꯏꯅ ꯁꯣꯏꯗꯅ ꯈꯪꯂꯝꯃꯤ ꯃꯗꯨꯗꯤ ꯉꯥ ꯑꯁꯤ ꯒꯨꯍꯥ ꯑꯗꯨꯒꯤ ꯃꯅꯨꯡꯗꯥ ꯂꯩꯒꯗꯕꯅꯤ꯫ ꯃꯈꯣꯏꯅ ꯃꯈꯣꯏꯒꯤ ꯍꯨꯏꯁꯤꯡꯗꯒꯤ ꯊꯣꯔꯛꯇꯨꯅ ꯃꯅꯥꯛ ꯅꯛꯄꯥ ꯎꯄꯥꯜꯁꯤꯡꯗ ꯆꯦꯟꯈꯤ꯫ ꯃꯔꯨꯞ ꯑꯗꯨꯒꯤ ꯃꯃꯥꯡꯗ ꯆꯠꯂꯤꯕ ꯔꯥꯖꯀꯨꯃꯥꯔ ꯑꯗꯨꯅ ꯆꯪꯂꯛꯄ ꯃꯇꯝꯗ ꯌꯥꯝꯅ ꯋꯥꯅ ꯈꯣꯟꯖꯦꯜ ꯑꯃ ꯇꯥꯈꯤ꯫ ꯑꯝꯇ ꯂꯦꯄꯤꯌꯨ, ꯅꯪꯅ ꯄꯥꯔꯣꯜꯒꯤꯗꯃꯛ ꯂꯥꯛꯈꯤꯕꯅꯤ ꯍꯥꯏꯕ ꯑꯩ ꯈ‌ꯣꯏ꯫ ꯊꯋꯥꯏ ꯌꯥꯎꯅ ꯑꯅꯤꯗꯨ ꯑꯀꯣꯏꯕꯗ ꯌꯦꯡꯂꯒꯥ ꯊꯣꯡꯅꯥꯎꯗ ꯎꯄꯥꯜ ꯑꯃ ꯎꯈꯤ꯫ ꯅꯪꯅ ꯆꯪꯗ꯭ꯔꯤꯉꯩ ꯃꯃꯥꯡꯗ ꯑꯩꯒꯤ ꯋꯥꯍꯪ ꯑꯍꯨꯝꯒꯤ ꯄꯥꯎꯈꯨꯝ ꯄꯤꯒꯗꯕꯅꯤ꯫ ꯀꯔꯤꯒꯨꯝꯕ ꯅꯍꯥꯛꯅ ꯑꯔꯥꯟꯕ ꯄꯥꯎꯈꯨꯝ ꯄꯤꯔꯕꯗꯤ ꯅꯍꯥꯛ ꯁꯤꯜꯗ ꯑꯣꯟꯊꯣꯛꯂꯕ ꯔꯥꯖꯀꯨꯃꯥꯔꯁꯤꯡ ꯑꯁꯤꯒꯨꯝꯅ ꯁꯤꯠꯇꯣꯛ-ꯁꯦꯡꯗꯣꯛꯄꯗ ꯑꯣꯟꯊꯣꯛꯀꯅꯤ, ꯅꯠꯇ꯭ꯔꯒ ꯅꯍꯥꯛꯅ ꯍꯧꯖꯤꯛꯁꯨ ꯄꯣꯛꯄ ꯌꯥꯎꯗꯅ ꯅꯍꯥꯛꯀꯤ ꯌꯨꯝꯗ ꯍꯜꯂꯛꯄ ꯌꯥꯏ, ꯍꯥꯏꯅ ꯎꯄꯥꯜ-ꯋꯥꯄꯥꯜꯅ ꯃꯈꯥ ꯇꯥꯅ ꯍꯥꯏꯔꯛꯏ꯫ ꯑꯩꯈꯣꯏꯅ ꯁꯅꯥꯒꯤ ꯇꯛꯃꯥꯟ ꯑꯗꯨꯒꯤꯗꯃꯛ ꯂꯥꯛꯈꯤꯕꯅꯤ ꯑꯃꯁꯨꯡ ꯑꯩꯈꯣꯏꯅ ꯇꯣꯞ ꯑꯗꯨ ꯌꯥꯎꯗꯅ ꯍꯜꯂꯛꯂꯣꯏ꯫ ꯅꯪꯒꯤ ꯋꯥꯍꯪꯁꯤꯡ ꯍꯪꯕꯤꯌꯨ ꯍꯥꯏꯅ ꯔꯥꯖꯀꯨꯃꯥꯔꯅ ꯄꯥꯎꯈꯨꯝ ꯄꯤꯔꯛꯏ꯫ ꯎꯃꯪꯒꯤ ꯃꯅꯝ ꯑꯗꯨꯅ ꯃꯍꯥꯛꯀꯤ ꯑꯍꯥꯟꯕ ꯋꯥꯍꯪ ꯍꯪꯈꯤ, ꯍꯤꯡꯂꯤꯕꯥ ꯈ꯭ꯋꯥꯏꯗꯒꯤ ꯅꯨꯡꯉꯥꯏꯕ ꯃꯤꯑꯣꯏ ꯑꯗꯨ ꯀꯅꯥꯅꯣ? ꯔꯥꯖꯀꯨꯃꯥꯔꯅ ꯄꯥꯎꯈꯨꯝ ꯄꯤꯔꯛꯈꯤ, ꯀꯅꯥꯒꯨꯝꯕ ꯑꯃꯇꯒꯤ ꯔ꯭ꯏꯟ ꯂꯩꯇꯕ ꯑꯃꯁꯨꯡ ꯍꯛꯆꯥꯡ ꯐꯕ ꯑꯃꯁꯨꯡ ꯑꯅꯥꯕ ꯑꯃꯇ ꯂꯩꯇꯕ ꯃꯤꯑꯣꯏ ꯑꯃ꯫ ꯎꯃꯪꯒꯤ ꯃꯅꯝ ꯑꯗꯨꯅ ꯃꯍꯥꯛꯀꯤ ꯑꯅꯤꯁꯨꯕꯥ ꯋꯥꯍꯪ ꯑꯗꯨ ꯃꯈꯥ ꯇꯥꯅꯥ ꯍꯥꯏꯔꯛꯈꯤ, ꯅꯤꯡꯊꯧ ꯑꯃꯒꯤ ꯃꯔꯨꯑꯣꯏꯕ ꯒꯨꯟꯁꯤꯡ ꯑꯗꯨ ꯀꯔꯤꯅꯣ? ꯅꯤꯡꯊꯧ ꯑꯃꯅ ꯃꯤꯌꯥꯝꯒꯤ ꯑꯄꯥꯝꯕꯒꯤ ꯃꯇꯨꯡ ꯏꯟꯅ ꯆꯠꯀꯗꯕꯅꯤ, ꯂꯥꯏꯔꯕ ꯑꯃꯁꯨꯡ ꯂꯥꯏꯔꯕꯁꯤꯡꯕꯨ ꯌꯦꯡꯁꯤꯟꯒꯗꯕꯅꯤ, ꯃꯤꯄꯨꯝ ꯈꯨꯗꯤꯡꯃꯛꯄꯨ ꯆꯞ ꯃꯥꯟꯅꯅ ꯌꯦꯡꯁꯤꯅꯒꯗꯕꯅꯤ ꯍꯥꯏꯅ ꯔꯥꯖꯀꯨꯃꯥꯔꯅ ꯄꯥꯎꯈꯨꯝ ꯄꯤꯔꯛꯈꯤ꯫ ꯎꯃꯪꯒꯤ ꯃꯅꯁ꯭ꯇꯔ ꯑꯗꯨ ꯌꯥꯝꯅ ꯅꯨꯡꯉꯥꯏꯈꯤ꯫